‎ꯃꯍꯧꯁꯥꯒꯤ ꯑꯣꯏꯕ ꯈꯅꯕꯒꯤ ꯁꯇꯦꯖ ꯃꯔꯤ ꯑꯗꯨ ꯐꯣꯡꯗꯣꯀꯄꯤꯌꯨ꯫ ꯃꯍꯧꯁꯥꯒꯤ ꯑꯣꯏꯕꯥ ꯈꯅꯕꯁꯤ ꯑꯀꯛꯅꯕꯥ ꯂꯃꯆꯠ-ꯁꯥꯖꯠꯁꯤꯡ ꯑꯁꯤ ꯃꯇꯃꯒꯤ ꯃꯇꯨꯡ ꯏꯟꯅꯥ ꯃꯤꯁꯤꯡ ꯑꯃꯗꯥ ꯍꯦꯟꯅꯥ ꯅꯠꯇ꯭ꯔꯒꯥ ꯍꯦꯟꯅꯥ ꯃꯛꯅ ꯑꯣꯏꯔꯀꯄꯒꯤ ꯊꯧꯑꯣꯡꯅꯤ, ꯃꯁꯤꯒꯤ ꯃꯍꯩ ꯑꯣꯏꯅꯥ ꯂꯃꯆꯠ-ꯁꯥꯖꯠꯁꯤꯡ ꯑꯁꯤꯅꯥ ꯃꯈꯣꯏꯒꯤ ꯄꯣꯛꯄꯥ ꯃꯤꯑꯣꯏꯁꯤꯡꯒꯤ ꯍꯤꯡꯆꯥ ꯍꯤꯡꯕꯒꯤ ꯑꯃꯁꯨꯡ ꯄ꯭ꯔꯤꯄ꯭ꯔꯗꯛꯇꯤꯚ ꯃꯥꯏꯄꯥꯛꯄꯗ ꯁꯣꯛꯍꯟꯕꯒꯤ ꯃꯍꯩꯅꯤ꯫ ꯃꯁꯤꯒꯤ ꯊꯧꯑꯣꯡ ꯑꯁꯤ ꯃꯔꯨꯑꯣꯏꯕꯥ ꯇꯥꯡꯀꯛ ꯃꯔꯤꯗꯥ ꯂꯥꯏꯊꯣꯛꯍꯟꯕꯥ ꯌꯥꯏ: ꯚꯦꯔꯤꯑꯦꯁꯟ, ꯏꯟꯍꯦꯔꯤꯇꯦꯁ, ꯈꯟꯕꯒꯤ ꯃꯑꯣꯡ ꯑꯃꯁꯨꯡ ꯑꯦꯗꯄ꯭ꯔꯦꯞꯁꯟ꯫ ꯚꯦꯔꯤꯑꯦꯁꯟ: ꯃꯍꯧꯁꯥꯒꯤ ꯑꯣꯏꯕꯥ ꯑ ꯈꯅꯕꯒꯤ ꯑꯍꯥꯟꯕꯥ ꯇꯥꯡꯀꯛ ꯑꯁꯤ ꯃꯤꯁꯤꯡ ꯑꯃꯒꯤ ꯃꯅꯨꯡꯗꯥ ꯚꯦꯔꯤꯑꯦꯁꯟ ꯂꯩꯕꯥ ꯑꯁꯤꯅꯤ꯫ ꯃꯁꯤꯅꯥ ꯇꯥꯛꯄꯗꯤ ꯃꯤꯁꯤꯡꯒꯤ ꯃꯅꯨꯡꯗꯥ ꯂꯩꯕꯥ ꯃꯤꯑꯣꯏꯁꯤꯡꯗꯥ ꯇꯣꯉꯥꯟ-ꯇꯣꯉꯥꯟꯕꯥ ꯃꯒꯨꯟ ꯅꯠꯇ꯭ꯔꯒꯥ ꯃꯑꯣꯡ - ꯃꯇꯧꯁꯤꯡ ꯂꯩ꯫ ꯚꯦꯔꯤꯑꯦꯁꯟ ꯑꯁꯤ ꯖꯦꯅꯦꯇꯤꯛ ꯑꯣꯏꯕꯥ ꯈꯦꯠꯅꯕꯥ ꯑꯁꯤꯅꯥ ꯃꯔꯝ ꯑꯣꯏꯗꯨꯅꯥ ꯑꯣꯏꯕꯥ ꯌꯥꯏ ꯅꯠꯇ꯭ꯔꯒꯥ ꯃ꯭ꯌꯨꯇꯦꯁꯟ ꯖꯤꯟ ꯐ꯭ꯂꯣ ꯅꯠꯇ꯭ꯔꯒꯥ ꯁꯦꯛꯁꯨꯑꯦꯜ ꯔꯤꯄ꯭ꯔꯗꯛꯁꯟꯅꯥ ꯃꯔꯝ ꯑꯣꯏꯗꯨꯅꯥ ꯑꯣꯏꯕꯥ ꯌꯥꯏ꯫ ꯏꯟꯍꯦꯔꯤꯇꯦꯟꯁ: ꯑꯅꯤꯁꯨꯕꯥ ꯇꯥꯡꯀꯛꯇꯥ ꯃꯤꯔꯣꯟ ꯑꯃꯗꯒꯤ ꯃꯤꯔꯣꯟ ꯑꯃꯗꯥ ꯆꯠꯅꯔꯤꯕꯥ ꯂꯝꯆꯠ-ꯁꯥꯖꯠꯁꯤꯡ ꯑꯁꯤ ꯌꯥꯎꯏ꯫ ꯃꯁꯤꯅꯥ ꯇꯥꯛꯄꯗꯤ ꯑꯉꯥꯡꯁꯤꯡꯅꯥ ꯃꯈꯣꯏꯒꯤ ꯃꯃꯥ-ꯃꯄꯥꯗꯒꯤ ꯖꯦꯅꯦꯇꯤꯛ ꯃꯦꯇꯔꯤꯑꯦꯜꯒꯤ ꯈꯨꯠꯊꯥꯡꯗꯥ ꯂꯝꯆꯠ-ꯁꯥꯖꯠꯁꯤꯡ ꯂꯧꯁꯤꯜꯂꯤ꯫ ꯏꯅꯍꯦꯔꯤꯇꯦꯟꯁ ꯑꯁꯤ ꯍꯦꯔꯤꯇꯦꯕꯜ ꯑꯣꯏꯒꯗꯕꯅꯤ ꯍꯥꯏꯕꯗꯤ ꯃꯈꯣꯏ ꯑꯁꯤ ꯖꯤꯟꯒꯤ ꯈꯨꯠꯊꯥꯡꯗꯥ ꯌꯧꯍꯟꯕꯥ ꯌꯥꯏ꯫ ꯈꯟꯕꯒꯤ ‎ ꯃꯑꯣꯡ: ꯑꯍꯨꯝꯁꯨꯕꯥ ꯇꯥꯡꯀꯛꯇꯥ ꯑꯃꯛꯅꯕꯥ ꯂꯃꯆꯠ-ꯁꯥꯖꯠ ꯈꯔꯅꯥ ꯃꯤꯑꯣꯏꯕꯗꯥ ꯃꯈꯣꯏꯒꯤ ꯑꯀꯣꯏꯕꯗꯥ ꯈꯨꯗꯣꯡꯆꯥꯕꯥ ꯑꯃꯥ ꯄꯤ, ꯑꯗꯨꯅꯥ ꯃꯈꯣꯏꯕꯨ ꯃꯤꯁꯤꯡꯒꯤ ꯃꯅꯨꯡꯗꯥ ꯂꯩꯕꯥ ꯑꯩꯈꯣꯏ ꯎꯝ ꯑꯇꯩ ꯃꯤꯑꯣꯏꯁꯤꯡꯗꯒꯤ ꯍꯦꯟꯅꯥ ꯋꯥꯡꯕꯥ ꯆꯥꯡꯗꯥ ꯍꯤꯡꯕꯥ ꯑꯃꯁꯨꯡ ꯃꯆꯥ ꯄꯣꯛꯄꯥ ꯉꯝꯍꯜꯂꯤ꯫ ꯃꯁꯤꯕꯨ ꯁꯦꯂꯦꯛꯁꯟ ꯍꯥꯌꯅꯥ ꯈꯪꯅꯩ, ꯑꯃꯁꯨꯡ ꯃꯁꯤ ꯃꯍꯧꯁꯥꯒꯤ ꯑꯃꯁꯨꯡ ꯑꯦꯛꯆꯋꯦꯜ ꯁꯦꯂꯦꯛꯁꯟ ꯌꯥꯎꯅꯥ ꯃꯁꯤꯡ ꯌꯥꯝꯂꯕꯥ ꯃꯦꯀꯥꯅꯤꯖꯝꯁꯤꯡꯒꯤ ꯈꯨꯠꯊꯥꯡꯗꯥ ꯊꯣꯛꯄꯥ ꯌꯥꯏ꯫ ꯑꯦꯗꯥꯞꯇꯦꯁꯟ: ꯃꯇꯝꯒꯤ ꯃꯇꯨꯡ ꯏꯟꯅꯥ, ꯃꯤꯁꯤꯡꯒꯤ ꯃꯅꯨꯡꯗꯥ ꯀꯥꯟꯅꯕꯥ ꯃꯒꯨꯟꯁꯤꯡꯒꯤ ꯐ꯭ꯔꯤꯛꯕꯦꯟꯁꯤ ꯍꯦꯟꯒꯠꯂꯛꯏ ꯃꯁꯤꯅꯥ ꯑꯦꯗꯞꯇꯦꯁꯟ ꯊꯣꯛꯍꯜꯂꯤ꯫ ꯍꯥꯏꯔꯤꯕꯥ ꯑꯦꯗꯞꯇꯦꯁꯟꯁꯤꯡ ꯑꯁꯤꯅꯥ ꯂꯃꯆꯠ-ꯁꯥꯖꯠ ꯂꯩꯕꯥ ꯃꯤꯑꯣꯏꯁꯤꯡꯗꯥ ꯍꯤꯡꯕꯒꯤ ꯑꯃꯁꯨꯡ ꯃꯆꯥ ꯄꯣꯛꯄꯒꯤ ꯍꯦꯟꯅꯥ ꯐꯕꯥ ꯈꯨꯗꯣꯡꯆꯥꯕꯥ ꯑꯃꯥ ꯄꯤ꯫ ꯃꯁꯤꯒꯤ ꯃꯍꯩ ꯑꯣꯏꯅꯥ ꯃꯤꯁꯤꯡ ꯄꯨꯝꯅꯃꯛꯅꯥ ꯃꯈꯣꯏꯒꯤ ꯑꯀꯣꯏꯕꯒꯤ ꯐꯤꯕꯃꯒꯥ ꯍꯦꯟꯅꯥ ꯆꯨꯁꯤꯟꯅꯔꯛꯏ ꯑꯃꯁꯨꯡ ꯃꯍꯧꯁꯥꯒꯤ ꯑꯣꯏꯕꯥ ꯊꯧꯑꯣꯡ ꯑꯁꯤ ꯃꯈꯥ ꯆꯠꯊꯔꯤ꯫ ꯄꯤꯔꯤꯕꯥ ꯅꯣꯡꯃꯒꯤ ꯑꯣꯏꯕꯥ ꯋꯥꯍꯟꯊꯣꯛꯁꯤꯡ ꯁꯦꯝꯒꯠꯂꯤ꯫